ꯑꯦꯁꯤ ꯁꯤꯁ꯭ꯇꯦꯝ ꯑꯃꯅ ꯀꯔꯝꯅ ꯊꯕꯛ ꯇꯧꯕꯒꯦ ꯍꯥꯏꯕꯗꯨ ꯁꯟꯗꯣꯛꯅ ꯇꯥꯛꯄꯤꯌꯨ꯫ ꯑꯦꯌꯔ ꯀꯟꯗꯤꯁꯟ ꯁꯤꯁ꯭ꯇꯦꯝ ꯍꯥꯏꯕꯁꯤ ꯁ꯭ꯄꯦꯁ ꯑꯃꯒꯤ ꯃꯅꯨꯡꯗ ꯂꯩꯕ ꯅꯨꯡꯁꯤꯠꯄꯨ ꯆꯠꯊꯣꯛ-ꯆꯠꯁꯤꯟ ꯇꯧꯕ ꯑꯃꯁꯨꯡ ꯏꯪꯍꯟꯕ, ꯑꯀꯣꯏꯕꯒꯤ ꯐꯤꯕꯝ ꯍꯦꯟꯅ ꯅꯨꯡꯉꯥꯏꯍꯟꯕ ꯉꯝꯕ ꯃꯦꯀꯥꯅꯤꯖꯝ ꯑꯃꯅꯤ꯫ ꯃꯁꯤꯒꯤ ꯊꯕꯛ ꯑꯁꯤ ꯃꯈꯥꯗ ꯄꯤꯔꯤ ꯀꯝꯄ꯭ꯔꯦꯁꯟ ꯊꯧꯑꯣꯡ ꯑꯁꯤ ꯀꯝꯄ꯭ꯔꯦꯁꯔ ꯀꯧꯕ ꯀꯝꯄꯣꯅꯦꯟꯇ ꯑꯃꯗꯒꯤ ꯍꯧꯏ꯫ ꯃꯁꯤꯅ ꯔꯦꯐ꯭ꯔꯤꯖꯔꯦꯟꯇ ꯒ꯭ꯌꯥꯁ (ꯃꯍꯧꯁꯥꯅ ꯐ꯭ꯔꯤꯑꯣꯟ) ꯀꯝꯄ꯭ꯔꯦꯁꯟ ꯇꯧꯏ꯫ ꯃꯁꯤꯒꯤ ꯀꯝꯄ꯭ꯔꯦꯁꯟ ꯑꯁꯤꯅ ꯒ꯭ꯌꯥꯁꯀꯤ ꯇꯦꯝꯄꯦꯔꯦꯆꯔ ꯍꯦꯟꯒꯠꯍꯜꯂꯤ꯫ ꯀꯟꯗꯦꯟꯁꯟ ꯃꯗꯨꯒꯤ ꯃꯇꯨꯡꯗ ꯑꯁꯥꯕ ꯒ꯭ꯌꯥꯁ ꯑꯗꯨ ꯀꯟꯗꯦꯟꯁꯔ ꯑꯃꯒꯤ ꯃꯅꯨꯡꯗ ꯆꯦꯜꯂꯤ꯫ ꯃꯁꯤ ꯌꯨꯝꯒꯤ ꯃꯄꯥꯟꯗ ꯂꯩꯕ ꯀꯣꯏꯜꯁꯤꯡꯒꯤ ꯁꯦꯔꯤꯖ ꯑꯃꯅꯤ꯫ ꯒ꯭ꯌꯥꯁ ꯑꯗꯨꯅ ꯀꯣꯏꯜꯁꯤꯡ ꯑꯁꯤꯒꯤ ꯃꯔꯛꯇ ꯆꯦꯟꯊꯔꯛꯄ ꯃꯇꯝꯗ ꯃꯗꯨ ꯀꯨꯞꯁꯤꯜꯂꯤ ꯑꯃꯁꯨꯡ ꯂꯤꯀꯨꯏꯗ ꯑꯃ ꯑꯣꯏꯅ ꯀꯟꯗꯦꯟꯁ ꯇꯧꯏ꯫ ꯑꯦꯛꯁꯄꯥꯟꯁꯟ: ꯃꯗꯨꯒꯤ ꯃꯇꯨꯡꯗ ꯂꯤꯀꯨꯏꯗ ꯔꯦꯐ꯭ꯔꯤꯖꯔꯦꯟꯇ ꯑꯗꯨꯅ ꯕꯤꯜꯗꯤꯡ ꯑꯗꯨꯒꯤ ꯃꯅꯨꯡꯗ ꯆꯪꯁꯤꯜꯂꯤ꯫ ꯃꯐꯝꯗꯨꯗ ꯃꯁꯤꯅ ꯑꯦꯛꯁꯄꯥꯟꯁꯟ ꯚꯦꯜꯂ꯭ꯌꯨ ꯑꯃꯒꯤ ꯃꯅꯨꯡꯗ ꯆꯠꯂꯤ꯫ ꯃꯁꯤꯒꯤ ꯚꯦꯜꯂ꯭ꯌꯨ ꯑꯁꯤꯅ ꯂꯤꯀꯨꯏꯗꯀꯤ ꯄ꯭ꯔꯦꯁꯔ ꯍꯟꯊꯍꯜꯂꯤ꯫ ꯃꯗꯨꯅ ꯃꯔꯝ ꯑꯣꯏꯗꯨꯅ ꯃꯗꯨ ꯑꯃꯨꯛ ꯍꯟꯅ ꯒ꯭ꯌꯥꯁ ꯑꯃ ꯑꯣꯏꯅ ꯏꯚꯥꯀ꯭ꯌꯨꯑꯦꯠ ꯇꯧꯏ ꯑꯃꯁꯨꯡ ꯃꯁꯤ ꯇꯧꯕꯗ ꯑꯀꯣꯏꯕꯗ ꯂꯩꯕ ꯑꯀꯣꯏꯔꯣꯟ ꯑꯗꯨꯗꯒꯤ ꯍꯤꯠ ꯂꯧꯊꯣꯛꯏ꯫ ꯏꯚꯥꯀ꯭ꯌꯨꯑꯦꯁꯟ: ꯃꯗꯨꯒꯤ ꯃꯇꯨꯡꯗ ꯒ꯭ꯌꯥꯁ ꯑꯗꯨꯅ꯭ ꯏꯚꯥꯀ꯭ꯌꯨꯑꯦꯇꯔ ꯀꯣꯏꯜ ꯀꯧꯕ ꯑꯇꯣꯞꯄ ꯀꯣꯏꯜ ꯁꯦꯠ ꯑꯃꯗ ꯆꯪꯂꯛꯏ꯫ ꯃꯐꯝꯗꯨꯗ ꯃꯁꯤꯅ ꯕꯤꯜꯗꯤꯡꯒꯤ ꯃꯅꯨꯡꯗ ꯂꯩꯕ ꯅꯨꯡꯁꯤꯠꯇꯒꯤ ꯅꯨꯡꯁꯤꯠ ꯂꯧꯊꯣꯛꯏ꯫ ꯃꯁꯤꯅ ꯅꯨꯡꯁꯤꯠꯀꯤ ꯇꯦꯝꯄꯦꯔꯦꯆꯔ ꯍꯟꯊꯍꯟꯗꯨꯅ ꯔꯨꯝ ꯑꯗꯨ ꯀꯨꯞꯁꯤꯜꯂꯤ꯫ ꯑꯦꯌꯔ ꯁꯔꯀ꯭ꯌꯨꯂꯦꯁꯟ: ꯃꯗꯨꯒꯤ ꯃꯇꯨꯡꯗ ꯐꯦꯟ ꯑꯃꯅ ꯀꯣꯜꯗ ꯏꯚꯥꯀ꯭ꯌꯨꯑꯦꯇꯔ ꯀꯣꯏꯜꯁꯤꯡꯒꯤ ꯃꯊꯛꯇ ꯑꯦꯌꯔ ꯐꯨꯝꯖꯤꯜꯂꯤ ꯑꯃꯁꯨꯡ ꯃꯁꯤꯒꯤ ꯏꯪꯍꯜꯂꯕ ꯑꯦꯌꯔ ꯑꯁꯤ ꯗꯛꯇ ꯑꯃꯁꯨꯡ ꯚꯦꯟꯇꯤꯂꯦꯁꯟꯒꯤ ꯈꯨꯠꯊꯥꯡꯗ ꯔꯨꯝ ꯄꯨꯝꯅꯃꯛꯇ ꯆꯠꯊꯣꯛ-ꯆꯠꯁꯤꯟ ꯇꯧꯏ꯫ ꯔꯤꯁꯥꯏꯀꯜ ꯇꯧꯕ: ꯑꯔꯣꯏꯕꯗ ꯒ꯭ꯌꯥꯁ ꯑꯁꯤ ꯀꯝꯄ꯭ꯔꯦꯁꯔꯗ ꯍꯜꯂꯛꯏ ꯑꯃꯁꯨꯡ ꯊꯧꯑꯣꯡ ꯑꯁꯤ ꯄꯨꯝꯅꯃꯛ ꯑꯃꯨꯛ ꯍꯟꯅ ꯍꯧꯏ꯫ ꯃꯁꯤꯒꯤ ꯁꯥꯏꯀꯜ ꯑꯁꯤ ꯑꯄꯥꯝꯕ ꯇꯦꯝꯄꯦꯔꯦꯆꯔ ꯑꯗꯨ ꯌꯧꯔꯛꯇ꯭ꯔꯤꯐꯥꯎꯕ ꯍꯟꯖꯤꯟ -ꯍꯟꯖꯤꯟ ꯇꯧꯏ꯫ ꯈꯪꯖꯤꯟꯒꯗꯕ ꯑꯃꯅ, ꯑꯦꯌꯔ ꯀꯟꯗꯤꯁꯟꯅꯔꯒꯤ ꯃꯇꯨꯡꯗ ꯀꯨꯂꯔ ꯑꯦꯌꯔ ꯑꯁꯤ ꯅꯨꯡꯉꯥꯏꯕ ꯇꯦꯝꯄꯦꯔꯦꯆꯔ ꯑꯃ ꯐꯪꯅꯕꯒꯤꯗꯃꯛ ꯁ꯭ꯄꯦꯁ ꯄꯨꯝꯅꯃꯛꯇ ꯆꯠꯊꯣꯛ-ꯆꯠꯁꯤꯟ ꯇꯧꯏ ꯑꯃꯁꯨꯡ ꯑꯄꯥꯝꯕ ꯇꯦꯝꯄꯦꯔꯦꯆꯔ ꯑꯗꯨ ꯂꯦꯡꯗꯅ ꯂꯩꯔꯛꯇ꯭ꯔꯤꯐꯥꯎꯕ ꯊꯧꯑꯣꯡ ꯑꯁꯤ ꯍꯟꯖꯤꯟ -ꯍꯟꯖꯤꯟ ꯇꯧꯏ꯫ ꯃꯦꯁꯤꯟ ꯂꯔꯅꯤꯡꯒꯤ ꯑꯦꯞꯂꯤꯀꯦꯁꯟ ꯑꯃꯈꯛꯇꯃꯛ ꯋꯥꯍꯩ ꯃꯔꯤꯗꯒꯤ ꯍꯦꯟꯅ ꯌꯥꯎꯗꯅ ꯐꯣꯡꯗꯣꯛꯎ꯫ ꯃꯦꯁꯤꯟ ꯂꯔꯅꯤꯡꯒꯤ ꯃꯤꯌꯥꯝꯅ ꯄꯥꯝꯅꯕ ꯑꯦꯄ꯭ꯂꯤꯀꯦꯁꯟ ꯑꯃꯗꯤ ꯏꯛꯕꯤꯄꯃꯦꯟꯇ ꯅꯠꯇ꯭ꯔꯒ ꯃꯦꯁꯤꯅꯔꯤꯒꯤꯗꯃꯛꯇ ꯄ꯭ꯔꯤꯗꯤꯛꯇꯤꯚ ꯃꯦꯟꯇꯦꯅꯦꯟꯁꯇ ꯂꯩ꯫ ꯃꯦꯁꯤꯟꯁꯤꯡꯗ ꯏꯟꯁ꯭ꯇꯣꯜ ꯇꯧꯕ ꯁꯦꯟꯁꯔꯁꯤꯡ ꯑꯁꯤ ꯇꯦꯝꯄꯦꯔꯦꯆꯔ, ꯚꯥꯏꯕ꯭ꯔꯦꯁꯟ ꯑꯃꯁꯨꯡ ꯅꯣꯡꯂꯩ-ꯅꯨꯡꯁꯤꯠꯀꯤ ꯊꯥꯛꯁꯤꯡꯒꯨꯝꯕ ꯄꯔꯐꯣꯃꯦꯟꯁ ꯃꯦꯇ꯭ꯔꯤꯛꯁꯤꯡꯒꯤ ꯗꯦꯇꯥ ꯈꯣꯝꯖꯤꯟꯅꯕ ꯁꯤꯖꯤꯟꯅꯕ ꯌꯥꯏ꯫ ꯃꯗꯨꯒꯤ ꯃꯇꯨꯡꯗ ꯃꯦꯁꯤꯟ ꯂꯔꯅꯤꯡ ꯑꯜꯒꯣꯔꯤꯊꯝꯁꯤꯡ ꯑꯁꯤ ꯄꯨꯋꯥꯔꯤ ꯑꯣꯏꯔꯕ ꯁꯦꯟꯁꯔ ꯗꯦꯇꯥꯗ ꯌꯨꯝꯐꯝ ꯑꯣꯏꯔꯒ ꯏꯛꯕꯤꯄꯃꯦꯟꯇꯁꯤꯡ ꯀꯗꯥꯏꯗ ꯁꯣꯛꯍꯜꯂꯛꯄ ꯌꯥꯕꯒꯦ ꯍꯥꯏꯕꯗꯨ ꯂꯥꯎꯊꯣꯛꯄ ꯃꯣꯗꯦꯜꯁꯤꯡ ꯇ꯭ꯔꯦꯟ ꯇꯧꯕꯗ ꯁꯤꯖꯤꯟꯅꯩ꯫ ꯇꯦꯛꯅꯤꯁꯤꯌꯟꯁꯤꯡꯗ ꯃꯈꯣꯏꯅ ꯁꯣꯛꯍꯜꯂꯛꯄ ꯌꯥꯗ꯭ꯔꯤꯉꯩꯒꯤ ꯃꯃꯥꯡꯗ ꯊꯣꯛꯄ ꯌꯥꯕ ꯏꯁꯨꯁꯤꯡꯒꯤ ꯃꯇꯥꯡꯗ ꯑꯦꯂꯔꯠ ꯇꯧꯗꯨꯅ ꯄ꯭ꯔꯤꯗꯤꯛꯇꯤꯚ ꯃꯦꯟꯇꯤꯅꯦꯟꯁꯅ ꯏꯀ꯭ꯌꯨꯏꯞꯃꯦꯟꯇꯁꯤꯡꯒꯤ ꯊꯣꯡ-ꯊꯥꯛꯄꯒꯤ ꯃꯇꯝ ꯍꯟꯊꯍꯟꯕ ꯉꯝꯃꯤ ꯑꯃꯁꯨꯡ ꯔꯤꯄꯦꯌꯔꯒꯤ ꯃꯃꯜ ꯍꯟꯊꯍꯟꯕ ꯉꯝꯃꯤ꯫ ꯑꯅꯧꯕ ꯁ꯭ꯀꯤꯜ ꯑꯃ ꯇꯝꯕꯗ ꯃꯇꯝ ꯀꯌꯥ ꯆꯪꯕꯒꯦ ꯍꯥꯏꯕꯗꯨ ꯈꯪꯗꯣꯛꯅꯕ ꯍꯥꯏꯄꯣꯊꯦꯇꯤꯀꯜ ꯑꯦꯛꯁꯄꯤꯔꯤꯃꯦꯟꯇ ꯑꯃ ꯗꯤꯖꯥꯏꯟ ꯇꯧꯕ- ꯇꯥꯏꯇꯜ ꯑꯅꯧꯕ ꯁ꯭ꯀꯤꯜ ꯑꯃ ꯇꯝꯕꯗ ꯃꯇꯝꯒꯤ ꯊꯧꯗꯥꯡ ꯄꯥꯟꯗꯝ: ꯁ꯭ꯇꯗꯤ ꯑꯁꯤꯒꯤ ꯄꯥꯟꯗꯝꯗꯤ ꯃꯤꯑꯣꯏ ꯑꯃꯅ ꯑꯅꯧꯕ ꯁ꯭ꯀꯤꯜ ꯑꯃꯗ ꯄ꯭ꯔꯣꯐꯤꯁꯤꯑꯦꯟꯁꯤ ꯐꯪꯕꯗ ꯆꯪꯕ ꯆꯥꯡꯆꯠꯇ ꯑꯣꯏꯕ ꯃꯇꯝꯒꯤ ꯆꯥꯡ ꯑꯗꯨ ꯂꯦꯞꯊꯣꯛꯄꯅꯤ꯫ ꯁꯔꯨꯛ ꯌꯥꯔꯤꯕꯁꯤꯡ: ꯁ꯭ꯇꯗꯤ ꯑꯁꯤꯒꯤꯗꯃꯛꯇ ꯖꯨꯒꯂꯤꯡꯒꯤ ꯃꯃꯥꯡꯗ ꯑꯦꯛꯁꯄꯤꯔꯤꯌꯦꯟꯁ ꯂꯩꯇꯕ ꯆꯍꯤ ꯇꯔꯥ ꯃꯥꯄꯟ ꯑꯃꯁꯨꯡ ꯍꯨꯝꯐꯨꯒꯤ ꯃꯔꯛꯇ ꯂꯩꯕ ꯃꯤꯑꯣꯏ ꯍꯨꯝꯐꯨꯒꯤ ꯇꯣꯞ -ꯇꯣꯞꯄ ꯀꯥꯡꯂꯨꯞ ꯑꯃ ꯂꯧꯒꯅꯤ꯫ ꯁꯔꯨꯛ ꯌꯥꯔꯤꯕꯁꯤꯡ ꯑꯁꯤ ꯆꯍꯤꯒꯤ ꯃꯇꯨꯡ ꯏꯟꯅ ꯃꯦꯝꯕꯔ ꯀꯨꯟꯒꯤ ꯀꯥꯡꯂꯨꯞ ꯑꯍꯨꯝꯗ ꯆꯞ ꯃꯥꯟꯅꯅ ꯈꯥꯏꯗꯣꯛꯀꯅꯤ꯫ ꯅꯍꯥ ꯑꯣꯏꯔꯤꯕ ꯑꯍꯜꯁꯤꯡ (ꯇꯔꯥ ꯅꯤꯄꯥꯟꯗꯒꯤ ꯀꯨꯟꯊ꯭ꯔꯥ), ꯆꯍꯤ ꯃꯌꯥꯏꯒꯤ ꯑꯍꯜꯁꯤꯡ (ꯀꯨꯟꯊ꯭ꯔꯥ ꯃꯊꯣꯏꯗꯒꯤ ꯅꯤꯐꯨ ꯃꯉꯥ), ꯑꯃꯁꯨꯡ ꯑꯍꯜ ꯑꯣꯏꯔꯕ ꯃꯤꯑꯣꯏꯁꯤꯡ (ꯅꯤꯐꯨ ꯃꯉꯥꯗꯒꯤ ꯍꯨꯝꯐꯨ)꯫ ꯊꯧꯑꯣꯡ ꯄ꯭ꯔꯤ-ꯑꯦꯁꯦꯁꯃꯦꯟꯇ ꯑꯦꯛꯁꯄꯤꯔꯤꯃꯦꯟꯇ ꯍꯧꯗ꯭ꯔꯤꯉꯩꯒꯤ ꯃꯃꯥꯡꯗ ꯁꯔꯨꯛ ꯌꯥꯔꯤꯕꯁꯤꯡꯅ ꯃꯈꯣꯏꯒꯤ ꯍꯦꯟꯗ-ꯑꯥꯏ ꯀꯣꯑꯣꯔꯗꯤꯅꯦꯁꯟꯒꯤꯗꯃꯛ ꯁ꯭ꯇꯦꯟꯗꯔꯗꯥꯏꯖ ꯇꯧꯔꯕ ꯇꯦꯁ꯭ꯠ ꯑꯃ ꯁꯤꯖꯤꯟꯅꯗꯨꯅ ꯑꯦꯁꯦꯁ ꯇꯧꯒꯅꯤ꯫ ꯇ꯭ꯔꯦꯅꯤꯡ ꯁꯦꯁꯟꯁꯤꯡ ꯁꯔꯨꯛ ꯌꯥꯔꯤꯕꯁꯤꯡꯅ ꯃꯈꯣꯏꯒꯤ ꯃꯁꯥꯒꯤ ꯆꯍꯤ ꯀꯥꯡꯂꯨꯞꯇ ꯖꯨꯒꯂꯤꯡ ꯇ꯭ꯔꯦꯅꯤꯡ ꯂꯧꯒꯅꯤ꯫ ꯀꯥꯡꯂꯨꯞ ꯈꯨꯗꯤꯡꯃꯛꯅ ꯅꯨꯃꯤꯠ ꯈꯨꯗꯤꯡꯒꯤ ꯄꯨꯡ ꯑꯃꯒꯤ ꯇ꯭ꯔꯦꯅꯤꯡ ꯁꯦꯁꯟ ꯑꯃ ꯁꯔꯨꯛ ꯌꯥꯒꯅꯤ꯫ ꯃꯁꯤꯗ ꯖꯨꯒꯂꯤꯡ ꯏꯟꯁꯇ꯭ꯔꯛꯇꯔ ꯑꯃꯅ ꯂꯨꯆꯤꯡꯒꯅꯤ꯫ ꯄ꯭ꯔꯣꯒ꯭ꯔꯦꯁ ꯇ꯭ꯔꯦꯀꯤꯡ: ꯁꯔꯨꯛ ꯌꯥꯔꯤꯕꯁꯤꯡ ꯈꯨꯗꯤꯡꯃꯛꯀꯤ ꯄ꯭ꯔꯣꯒ꯭ꯔꯦꯁ ꯇ꯭ꯔꯦꯛ ꯇꯧꯅꯕ ꯅꯨꯃꯤꯠ ꯈꯨꯗꯤꯡꯒꯤ ꯖꯨꯒꯂꯤꯡ ꯄ꯭ꯔꯣꯐꯤꯁꯤꯑꯦꯟꯁꯤ ꯇꯦꯁ꯭ꯠ ꯑꯃ ꯄꯥꯡꯊꯣꯛꯀꯅꯤ꯫ ꯃꯈꯣꯏꯅ ꯄꯣꯠ ꯑꯃꯠꯇ ꯊꯥꯗꯣꯛꯇꯅ ꯊꯪꯅ-ꯊꯪꯅꯅ ꯀꯌꯥ ꯌꯥꯝꯅ ꯀꯦꯆ ꯇꯧꯕ ꯉꯝꯒꯅꯤ꯫ ꯗꯦꯇꯥ ꯈꯣꯝꯖꯤꯟꯕ ꯁꯔꯨꯛ ꯌꯥꯔꯤꯕꯁꯤꯡ ꯈꯨꯗꯤꯡꯃꯛꯅ ꯃꯈꯣꯏꯅ ꯄ꯭ꯔꯣꯐꯤꯁꯤꯑꯦꯟꯁꯤ ꯐꯪꯗ꯭ꯔꯤꯐꯥꯎꯕ (ꯑꯔꯕꯥꯟ, ꯌꯥꯝꯗ꯭ꯔꯕꯗ ꯀꯦꯆ ꯌꯥꯡꯈꯩ ꯊꯪꯅ-ꯊꯪꯅꯅ ꯂꯧꯕ ꯌꯥꯕ) ꯁꯔꯨꯛ ꯌꯥꯈꯤꯕ ꯇ꯭ꯔꯦꯅꯤꯡ ꯁꯦꯁꯟꯁꯤꯡꯒꯤ ꯃꯁꯤꯡ ꯑꯗꯨ ꯔꯦꯀꯣꯔꯗ ꯇꯧꯒꯅꯤ꯫ ꯄꯣꯁ꯭ꯠ-ꯑꯦꯁꯦꯁꯃꯦꯟꯇ: ꯁꯔꯨꯛ ꯌꯥꯔꯤꯕꯁꯤꯡꯒꯤ ꯍꯦꯟꯗ-ꯑꯥꯏ ꯀꯣꯑꯣꯔꯗꯤꯅꯦꯁꯟ ꯑꯗꯨ ꯇ꯭ꯔꯦꯅꯤꯡ ꯂꯣꯏꯔꯕ ꯃꯇꯨꯡꯗ ꯑꯃꯨꯛ ꯍꯟꯅ ꯇꯦꯁ꯭ꯠ ꯇꯧꯒꯅꯤ꯫ ꯗꯦꯇꯥ ꯑꯦꯅꯂꯥꯏꯁꯤꯁ: ꯁ꯭ꯇꯦꯇꯤꯁ꯭ꯇꯤꯀꯦꯜ ꯃꯦꯊꯗꯁꯤꯡ ꯁꯤꯖꯤꯟꯅꯗꯨꯅ ꯁꯦꯝꯄꯜ ꯄꯨꯝꯅꯃꯛꯀꯤ ꯑꯣꯏꯅ ꯑꯃꯁꯨꯡ ꯆꯍꯤ ꯀꯥꯡꯂꯨꯞ ꯈꯨꯗꯤꯡꯃꯛꯀꯤ ꯑꯣꯏꯅ ꯄ꯭ꯔꯣꯐꯤꯁꯤꯑꯦꯟꯁꯤ ꯐꯪꯅꯕꯒꯤꯗꯃꯛꯇ ꯃꯊꯧ ꯇꯥꯕ ꯁꯦꯁꯟꯁꯤꯡꯒꯤ ꯆꯥꯡꯆꯠꯇ ꯑꯣꯏꯕ